ꯃꯣꯅꯣꯄꯣꯂꯤꯒꯤ ꯒꯦꯝ ꯑꯃꯒꯤꯗꯃꯛ ꯗ꯭ꯔꯥꯐ ꯔꯨꯜꯁꯤꯡ꯫ ꯃꯣꯅꯣꯄꯣꯂꯤ ꯑꯁꯤ ꯆꯍꯤ ꯈꯨꯗꯤꯡꯒꯤ ꯃꯤꯑꯣꯏꯁꯤꯡꯒꯤ ꯃꯤꯌꯥꯝꯅ ꯄꯥꯝꯅꯕ ꯕꯣꯔꯗ ꯒꯦꯝ ꯑꯃꯅꯤ꯫ ꯃꯈꯥꯗ ꯁꯥꯟꯅꯕꯒꯤ ꯅꯤꯌꯝꯁꯤꯡ ꯄꯤꯔꯤ - ꯄ꯭ꯂꯦꯌꯔ ꯃꯁꯤꯡ - ꯃꯣꯅꯣꯄꯣꯂꯤ ꯑꯁꯤ ꯄ꯭ꯂꯦꯌꯔ ꯑꯅꯤꯗꯒꯤ ꯅꯤꯄꯥꯜ ꯐꯥꯎꯕ ꯁꯥꯟꯅꯕ ꯌꯥꯏ꯫ ꯄꯥꯟꯗꯝ - ꯒꯦꯝ ꯑꯁꯤꯒꯤ ꯄꯥꯟꯗꯝꯗꯤ ꯈ꯭ꯋꯥꯏꯗꯒꯤ ꯁꯦꯜ ꯌꯥꯝꯅ ꯇꯥꯅꯕ ꯄ꯭ꯂꯦꯌꯔ ꯑꯣꯏꯕꯅꯤ, ꯄ꯭ꯔꯣꯄꯔꯇꯤ ꯂꯧꯕ, ꯚꯥꯔꯥ ꯂꯧꯕ ꯑꯃꯁꯨꯡ ꯌꯣꯟꯕ ꯑꯁꯤꯅꯤ꯫ ꯒꯦꯝ ꯁꯦꯝꯒꯠꯄ - ꯄ꯭ꯂꯦꯌꯔ ꯈꯨꯗꯤꯡꯃꯛꯅ ꯃꯈꯣꯏꯕꯨ ꯒꯦꯝ ꯕꯣꯔꯗꯇꯥ ꯔꯤꯄꯔꯖꯦꯟꯇ ꯇꯧꯅꯕ ꯇꯣꯀꯦꯟ ꯑꯃ ꯈꯟꯒꯠꯂꯤ꯫ ꯃꯗꯨꯒꯤ ꯃꯇꯨꯡꯗ ꯄ꯭ꯂꯦꯌꯔꯁꯤꯡꯅ ꯒꯣ ꯁ꯭ꯄꯦꯁꯇꯒꯤ ꯍꯧꯗꯨꯅ ꯃꯊꯪ ꯃꯊꯪ ꯗꯥꯏꯁ ꯔꯣꯜ ꯇꯧꯕ ꯑꯃꯁꯨꯡ ꯗꯥꯏꯁꯀꯤ ꯔꯣꯜ ꯑꯗꯨꯒꯤ ꯃꯇꯨꯡ ꯏꯟꯅ ꯃꯈꯣꯏꯒꯤ ꯇꯣꯀꯦꯟ ꯑꯗꯨ ꯕꯣꯔꯗꯀꯤ ꯑꯀꯣꯏꯕꯗ ꯆꯠꯊꯣꯛ-ꯆꯠꯁꯤꯟ ꯇꯧꯏ꯫ ꯄ꯭ꯔꯣꯄꯔꯇꯤ ꯂꯧꯕ - ꯀꯔꯤꯒꯨꯝꯕ ꯄ꯭ꯂꯦꯌꯔ ꯑꯃꯅ ꯃꯄꯨ ꯂꯩꯇꯕꯥ ꯄ꯭ꯔꯣꯄꯔꯇꯤ ꯑꯃꯗ ꯂꯦꯟ꯭ꯗ ꯇꯧꯔꯕꯗꯤ ꯃꯈꯣꯏꯅ ꯂꯤꯁ꯭ꯠ ꯇꯧꯔꯕ ꯃꯃꯜ ꯑꯗꯨ ꯄꯤꯗꯨꯅ ꯂꯧꯕ ꯌꯥꯏ꯫ ꯀꯔꯤꯒꯨꯝꯕ ꯄ꯭ꯂꯦꯌꯔ ꯑꯃꯅ ꯄ꯭ꯔꯣꯄꯔꯇꯤ ꯑꯗꯨ ꯂꯧꯕ‌ ꯄꯥꯝꯗ꯭ꯔꯕꯗꯤ, ꯃꯗꯨ ꯕꯦꯡꯀꯔ ꯑꯗꯨꯅ‌ ꯈ꯭ꯋꯥꯏꯗꯒꯤ ꯋꯥꯡꯕ‌‌ ꯕꯤꯗ꯭ꯗꯔꯗꯥ ꯅꯤꯂꯥꯝ ꯂꯥꯎꯏ꯫ ꯚꯥꯔꯥ - ꯀꯔꯤꯒꯨꯝꯕ ꯄ꯭ꯂꯦꯌꯔ ꯑꯃꯅ‌ ꯑꯇꯣꯞꯄꯥ ꯄ꯭ꯂꯦꯌꯔ ꯑꯃꯅ ꯃꯄꯨ ꯑꯣꯏꯕ ꯄ꯭ꯔꯣꯄꯔꯇꯤ ꯑꯃꯗ ꯂꯦꯟ꯭ꯗ ꯇꯧꯔꯕꯗꯤ ꯃꯈꯣꯏꯅ ꯃꯄꯨ ꯑꯗꯨꯗ ꯚꯥꯔꯥ ꯄꯤꯒꯗꯕꯅꯤ꯫ ꯚꯥꯔꯥꯒꯤ ꯁꯦꯟꯐꯝ ꯑꯗꯨ ꯄ꯭ꯔꯣꯄꯔꯇꯤꯒꯤ ꯇꯥꯏꯇꯜ ꯗꯤꯗ ꯀꯥꯔꯗꯇꯥ ꯌꯥꯎꯏ꯫ ꯌꯨꯝ ꯑꯃꯁꯨꯡ ꯍꯣꯇꯦꯜ ꯁꯥꯕ - ꯄ꯭ꯂꯦꯌꯔ ꯑꯃꯅ ꯃꯈꯣꯏꯒꯤ ꯄ꯭ꯔꯣꯄꯔꯇꯤꯗ ꯌꯨꯝ ꯑꯃꯁꯨꯡ ꯍꯣꯇꯦꯜ ꯁꯥꯕ ꯌꯥꯏ, ꯃꯁꯤꯅ ꯃꯈꯣꯏꯅ ꯄ꯭ꯔꯣꯄꯔꯇꯤ ꯑꯗꯨꯗ‌ ꯑꯇꯣꯞꯄ ꯄ꯭ꯂꯦꯌꯔ ꯑꯃꯅ ꯂꯦꯟ꯭ꯗ ꯇꯧꯕ ꯃꯇꯝꯗ ꯍꯦꯟꯅ ꯚꯥꯔꯥ ꯂꯧꯕ ꯌꯥꯍꯜꯂꯤ꯫ ꯌꯨꯝ ꯑꯃꯁꯨꯡ ꯍꯣꯇꯦꯜꯁꯤꯡ ꯑꯁꯤ ꯂꯤꯁ꯭ꯠ ꯇꯧꯔꯕ ꯃꯃꯜꯗ ꯂꯧꯒꯗꯕꯅꯤ ꯑꯃꯁꯨꯡ ꯄ꯭ꯂꯦꯌꯔ ꯑꯃꯅ ꯃꯆꯨꯒꯤ ꯀꯥꯡꯂꯨꯞ ꯑꯃꯗ ꯄ꯭ꯔꯣꯄꯔꯇꯤ ꯄꯨꯝꯅꯃꯛ ꯃꯄꯨ ꯑꯣꯏꯕ ꯃꯇꯝꯗ ꯈꯛꯇꯗ ꯁꯥꯕ ꯌꯥꯒꯅꯤ꯫ ꯆꯥꯟꯁ ꯑꯃꯁꯨꯡ ꯀꯝꯃ꯭ꯌꯨꯅꯤꯇꯤ ꯆꯦꯁ꯭ꯠ - ꯀꯔꯤꯒꯨꯝꯕ ꯄ꯭ꯂꯦꯌꯔ ꯑꯃꯅ ꯆꯥꯟꯁ ꯅꯠꯇꯔꯒ ꯀꯝꯃ꯭ꯌꯨꯅꯤꯇꯤ ꯆꯦꯁ꯭ꯠ ꯁ꯭ꯄꯦꯁ ꯑꯃꯗ ꯂꯦꯟꯗ ꯇꯧꯔꯕꯗꯤ ꯃꯈꯣꯏꯅ ꯃꯁꯥꯒꯤ ꯑꯣꯏꯕ ꯗꯦꯛ ꯑꯗꯨꯗꯒꯤ ꯀꯥꯔꯗ ꯑꯃ ꯂꯧꯊꯣꯛꯀꯗꯕꯅꯤ ꯑꯃꯁꯨꯡ ꯀꯥꯔꯗ ꯑꯗꯨꯗ ꯌꯥꯎꯔꯤꯕ ꯏꯟꯁꯇ꯭ꯔꯛꯁꯟꯁꯤꯡ ꯑꯗꯨ ꯏꯟꯒꯗꯕꯅꯤ꯫ ꯖꯦꯜꯗꯥ ꯆꯠꯄꯥ - ꯀꯔꯤꯒꯨꯝꯕ ꯄ꯭ꯂꯦꯌꯔ ꯑꯃꯅ ꯒꯣ ꯇꯨ ꯖꯦꯜ‌ ꯁ꯭ꯄꯦꯁꯇ ꯂꯦꯟ꯭ꯗ ꯇꯧꯔꯕꯗꯤ, ꯅꯠꯇꯔꯒ ꯒꯣ ꯇꯨ ꯖꯦꯜꯗ ꯆꯥꯟꯁ ꯅꯠꯇꯔꯒ ꯀꯝꯃ‍꯭ꯌꯨꯅꯤꯇꯤ ꯆꯦꯁ꯭ꯠ ꯀꯥꯔꯗ ꯑꯃ ꯂꯧꯔꯕꯗꯤ, ꯃꯈꯣꯏꯅ ꯃꯈꯣꯏꯒꯤ ꯇꯣꯀꯦꯟ ꯑꯗꯨ ꯕꯣꯔꯗꯇ ꯂꯩꯕ ꯖꯦꯜ ꯁ꯭ꯄꯦꯁꯇꯥ ꯂꯧꯊꯣꯛꯀꯗꯕꯅꯤ꯫ ꯖꯦꯜꯗꯒꯤ ꯊꯣꯛꯄ - ꯖꯦꯜꯗꯒꯤ ꯊꯣꯛꯅꯕꯥ, ꯄ꯭ꯂꯦꯌꯔ ꯑꯃꯅ ꯅꯠꯇꯔꯒ ꯗꯣꯂꯔ ꯌꯥꯡꯈꯩꯒꯤ ꯐꯥꯏꯟ ꯂꯧꯕ ꯌꯥꯏ, ꯃꯈꯣꯏꯒꯤ ꯃꯊꯪꯒꯤ ꯇꯥ꯭ꯔꯝꯗꯥ ꯗꯕꯜ ꯔꯣꯜ ꯇꯧꯕ ꯌꯥꯏ, ꯅꯠꯇꯔꯒ ꯖꯦꯜꯗꯒꯤ ꯐ꯭ꯔꯤ ꯑꯣꯏꯅ‌ ꯊꯣꯛꯄ ꯀꯥꯔꯗ ꯑꯃ ꯁꯤꯖꯤꯟꯅꯕ ꯌꯥꯏ꯫ ꯕꯦꯡꯀ꯭ꯔꯞꯁꯤ - ꯀꯔꯤꯒꯨꯝꯕ ꯄ꯭ꯂꯦꯌꯔ ꯑꯃꯅ ꯃꯈꯣꯏꯒꯤ ꯁꯦꯟꯗꯣꯏ ꯄꯤꯕ ꯉꯝꯗ꯭ꯔꯕꯗꯤ ꯃꯈꯣꯏꯅ ꯕꯦꯡꯀ꯭ꯔꯞꯁꯤ ꯂꯥꯎꯊꯣꯛꯀꯗꯕꯅꯤ ꯑꯃꯁꯨꯡ ꯒꯦꯝ ꯑꯁꯤꯗꯒꯤ ꯂꯥꯞꯅ ꯂꯩ꯫ ꯒꯦꯝ ꯑꯁꯤ ꯂꯣꯏꯁꯤꯟꯕ - ꯒꯦꯝ ꯑꯁꯤ ꯑꯃ‌ ꯅꯠꯇꯅ ꯄ꯭ꯂꯦꯌꯔ ꯄꯨꯝꯅꯃꯛ ꯕꯦꯡꯀ꯭ꯔꯞꯁꯤ ꯑꯣꯏꯔꯕ ꯃꯇꯝꯗ ꯂꯣꯏꯁꯤꯜꯂꯤ꯫ ꯂꯦꯝꯍꯧꯔꯤꯕ ꯄ꯭ꯂꯦꯌꯔ ꯑꯗꯨꯅ ꯃꯥꯏꯄꯥꯛꯄ ꯑꯗꯨꯅꯤ꯫ ꯍꯥꯏꯔꯤꯕ ꯅꯤꯌꯝꯁꯤꯡ ꯑꯁꯤ ꯃꯣꯅꯣꯄꯣꯂꯤꯒꯤ ꯒꯦꯝ ꯑꯃ ꯁꯥꯟꯅꯕꯒꯤ ꯃꯔꯨꯑꯣꯏꯕ ꯒꯥꯏꯗꯂꯥꯏꯟꯁꯤꯡ ꯈꯛꯇꯅꯤ꯫ ꯃꯤꯑꯣꯏ ꯀꯌꯥꯅ ꯒꯦꯝ ꯑꯁꯤꯕꯨ ꯍꯦꯟꯅ ꯁꯤꯡꯅꯕ ꯅꯠꯇꯔꯒ ꯄꯨꯛꯅꯤꯡ ꯆꯤꯡꯁꯤꯟꯅꯤꯡꯉꯥꯏ ꯑꯣꯏꯕ ꯑꯣꯏꯍꯟꯅꯕ ꯃꯈꯣꯏ ꯃꯁꯥꯒꯤ ꯑꯣꯏꯕ ꯚꯦꯔꯤꯑꯦꯁꯟꯁꯤꯡ ꯅꯠꯇꯔꯒ ꯌꯨꯝꯒꯤ ꯅꯤꯌꯝꯁꯤꯡ ꯍꯥꯞꯆꯤꯟꯕꯗ ꯅꯨꯡꯉꯥꯏꯕ ꯐꯥꯎꯏ꯫